ꯁꯣꯐꯋꯦꯌꯔ ꯏꯟꯖꯤꯅꯤꯌꯔ ꯑꯃꯒ ꯏꯟꯇꯔꯚ꯭ꯌꯨ ꯇꯧꯅꯕꯥ ꯋꯥꯍꯩꯁꯤꯡꯒꯤ ꯁꯦꯠ ꯑꯃ ꯁꯦꯝꯃꯨ꯫ ꯁꯣꯐꯋꯦꯌꯔ ꯏꯟꯖꯤꯅꯤꯌꯔ ꯑꯃ ꯑꯣꯏꯅꯕ ꯑꯗꯣꯝꯕꯨ ꯀꯔꯤꯅ ꯏꯊꯤꯜ ꯄꯤꯈꯤꯕꯒꯦ? ꯑꯗꯣꯝꯅ ꯀꯔꯤ ꯄ꯭ꯔꯣꯒ꯭ꯔꯥꯃꯤꯡ ꯂꯦꯡꯒꯨꯌꯦꯖꯁꯤꯡꯗꯥ ꯍꯩꯊꯣꯏ-ꯁꯤꯡꯊꯣꯏꯕꯒꯦ? ꯑꯗꯣꯝꯅꯥ ꯊꯕꯛ ꯇꯧꯈꯤꯕꯥ ꯈ꯭ꯋꯥꯏꯗꯒꯤ ꯁꯤꯡꯅꯕ ꯄ꯭ꯔꯣꯖꯦꯛ ꯑꯗꯨ ꯀꯔꯤꯅꯣ? ꯑꯗꯣꯝꯅꯥ ꯄ꯭ꯔꯣꯖꯦꯛ ꯑꯃꯒꯤꯗꯃꯛ ꯁꯦꯝꯈꯤꯕ ꯈꯋꯥꯏꯗꯒꯤ ꯑꯅꯧꯕꯥ ꯁꯣꯂꯨꯁꯟ ꯑꯃꯒꯤ ꯃꯇꯥꯡꯗ ꯑꯩꯈꯣꯏꯗ ꯍꯥꯏꯕꯤꯔꯛꯄ ꯌꯥꯒꯗ꯭ꯔꯥ? ꯁꯣꯐꯋꯦꯌꯔ ꯏꯟꯖꯤꯅꯤꯌꯔꯤꯡꯒꯤ ꯂꯝꯗꯥ ꯊꯣꯔꯛꯂꯤꯕ ꯇꯦꯛꯅꯣꯂꯣꯖꯤꯁꯤꯡ ꯑꯃꯁꯨꯡ ꯑꯍꯣꯡꯕꯁꯤꯡꯒꯤ ꯃꯇꯥꯡꯗ ꯑꯗꯣꯝꯅ ꯃꯇꯧ ꯀꯔꯝꯅ ꯃꯇꯝꯒꯥ ꯆꯥꯟꯅꯕ ꯑꯣꯏꯔꯤꯕꯒꯦ? ꯄ꯭ꯔꯣꯕ꯭ꯂꯦꯝ ꯁꯣꯜꯕ ꯇꯧꯕ ꯑꯃꯁꯨꯡ ꯇ꯭ꯔꯕꯜꯁꯨꯠ ꯇꯧꯕꯒꯤ ꯃꯇꯥꯡꯗ ꯑꯗꯣꯝꯒꯤ ꯑꯦꯄ꯭ꯔꯣꯁ ꯀꯔꯤꯅꯣ? ꯇꯤꯝ ꯄ꯭ꯔꯣꯖꯦꯛ ꯑꯃꯗ ꯊꯕꯛ ꯇꯧꯔꯤꯉꯩꯗ ꯑꯗꯣꯝꯅ ꯃꯇꯧ ꯀꯔꯝꯅ ꯂꯥꯟꯐꯝ ꯅꯠꯇ꯭ꯔꯒ ꯁꯤꯡꯅꯕꯁꯤꯡ ꯊꯣꯛꯅꯔꯝꯕꯒꯦ ꯊꯦꯡꯅꯔꯤꯕꯒꯦ? ꯑꯗꯣꯝꯒꯤ ꯋꯥꯈꯜꯂꯣꯟꯗꯥ ꯃꯥꯏ ꯄꯥꯛꯄ ꯁꯣꯐꯋꯦꯌꯔ ꯏꯟꯖꯤꯅꯤꯌꯔ ꯑꯃꯒꯤꯗꯃꯛ ꯈ꯭ꯋꯥꯏꯗꯒꯤ ꯃꯔꯨꯑꯣꯏꯕ ꯃꯒꯨꯟꯁꯤꯡ ꯀꯔꯤꯅꯣ? ꯑꯗꯣꯝꯅ ꯁꯣꯐꯋꯦꯌꯔ ꯏꯟꯖꯤꯅꯤꯌꯔ ꯑꯃ ꯑꯣꯏꯅ ꯑꯗꯣꯝꯒꯤ ꯊꯧꯗꯥꯡꯗ ꯃꯁꯛ ꯊꯣꯛꯄ ꯅꯨꯃꯤꯠ ꯑꯃ ꯑꯩꯈꯣꯏꯕꯨ ꯂꯝꯖꯤꯡꯕꯤꯕꯥ ꯉꯝꯒꯗ꯭ꯔꯥ? ꯂꯥꯛꯀꯗꯧꯔꯤꯕꯥ ꯆꯍꯤꯁꯤꯡꯗꯥ ꯁꯣꯐꯋꯦꯌꯔ ꯏꯟꯖꯤꯅꯤꯌꯔꯤꯡ ꯏꯟꯗꯁꯇ꯭ꯔꯤꯅ ꯊꯦꯡꯅꯔꯤꯕꯥ ꯈ꯭ꯋꯥꯏꯗꯒꯤ ꯆꯥꯎꯕ ꯁꯤꯡꯅꯕ ꯑꯁꯤ ꯀꯔꯤꯅꯣ ꯍꯥꯏꯅ ꯑꯗꯣꯝꯅ ꯈꯜꯂꯤꯕꯒꯦ? ꯔꯥꯏꯠ ꯇ꯭ꯔꯥꯏꯑꯦꯡꯒꯜ ꯑꯃꯒꯤ ꯍꯥꯏꯄꯣꯇꯦꯅꯁ ꯑꯁꯤ ꯂꯦꯞꯊꯣꯛꯅꯕꯥ, ꯅꯍꯥꯛꯅ ꯄꯥꯏꯊꯥꯒꯣꯔꯤꯌꯟ ꯊꯤꯑꯣꯔꯤꯝ ꯁꯤꯖꯤꯟꯅꯕ ꯌꯥꯏ, ꯃꯁꯤꯅ ꯍꯥꯏꯔꯤ ꯃꯗꯨꯗꯤ ꯍꯥꯏꯄꯣꯇꯦꯅꯁꯀꯤ ꯁ꯭ꯀꯣꯌꯥꯔ ꯑꯁꯤ ꯑꯇꯣꯞꯄꯥ ꯃꯥꯏꯀꯩ ꯑꯅꯤꯒꯤ ꯁ꯭ꯀꯣꯌꯥꯔꯁꯤꯡꯒꯤ ꯁꯝꯒꯥ ꯃꯥꯟꯅꯩ꯫ ꯃꯥꯏꯀꯩ ꯑꯅꯤꯃꯛꯇꯥ, ꯑꯩꯈꯣꯏꯅ ꯍꯥꯏꯄꯣꯇꯦꯅꯁ ꯑꯁꯤ ꯆꯥꯝꯃꯥꯒꯤ ꯁ꯭ꯛꯕꯥꯔ ꯔꯨꯠꯀꯥ ꯃꯥꯟꯅꯩ ꯍꯥꯏꯕ ꯎꯕꯥ ꯐꯪꯏ, ꯃꯁꯤꯅ ꯇꯔꯥꯅꯤ, ꯃꯔꯝ ꯑꯁꯤꯅ ꯁꯦꯃꯤ ꯇꯔꯨꯛ ꯑꯃꯁꯨꯡ ꯁꯦꯃꯤ ꯅꯤꯄꯥꯜꯒꯤ ꯃꯥꯏꯀꯩꯁꯤꯡ ꯂꯩꯕ ꯑꯔꯣꯏꯕ ꯇ꯭ꯔꯥꯏꯑꯦꯡꯒꯜꯒꯤ ꯍꯥꯏꯄꯣꯇꯦꯅꯁ ꯑꯁꯤ ꯁꯦꯟꯇꯤꯃꯤꯇꯔ ꯇꯔꯥꯅꯤ꯫ ꯁꯣꯁꯤꯑꯦꯜ ꯃꯤꯗꯤꯌꯥ ꯃꯥꯔꯀꯦꯇꯤꯡ ꯀꯁꯇꯃꯔꯁꯤꯡꯒꯥ ꯂꯣꯏꯅꯅ ꯋꯥꯔꯤ ꯁꯥꯟꯅꯕ, ꯕ꯭ꯔꯥꯟꯗ ꯑꯦꯋꯦꯌꯔꯅꯦꯁ ꯍꯦꯟꯒꯠꯍꯟꯅꯕꯥ ꯑꯃꯁꯨꯡ ꯋꯦꯕꯁꯥꯏꯠꯇꯥ ꯇ꯭ꯔꯥꯐꯤꯛ ꯍꯦꯟꯒꯠꯍꯟꯅꯕꯥ ꯁꯣꯁꯤꯑꯦꯜ ꯃꯤꯗꯤꯌꯥ ꯄ꯭ꯂꯦꯠꯐꯣꯝꯁꯤꯡ ꯁꯤꯖꯤꯟꯅꯕꯤ꯫ ꯄꯦꯄꯥꯔ-ꯀ꯭ꯂꯤꯛ ꯑꯦꯗꯚꯥꯔꯇꯥꯏꯖꯃꯦꯟꯇ ꯇ꯭ꯔꯥꯐꯤꯛ ꯑꯃꯁꯨꯡ ꯂꯤꯗꯁꯤꯡ ꯍꯦꯟꯒꯠꯍꯟꯅꯕꯥ ꯃꯔꯤ ꯂꯩꯅꯕꯥ ꯁꯔꯁ ꯏꯟꯖꯤꯟꯒꯤ ꯔꯤꯖꯜꯁꯤꯡ ꯑꯃꯁꯨꯡ ꯋꯦꯕꯁꯥꯏꯠꯁꯤꯡꯗꯥ ꯄꯥꯟꯗꯝ ꯊꯝꯂꯤꯕ ꯑꯦꯠꯁꯤꯡ ꯊꯝꯕꯤ꯫ ꯏꯃꯦꯜ ꯃꯥꯔꯀꯦꯇꯤꯡ ꯏꯃꯦꯜ ꯀꯦꯝꯄꯦꯟꯁꯤꯡ ꯁꯤꯖꯤꯟꯅꯗꯨꯅꯥ ꯁꯞꯁꯀ꯭ꯔꯥꯏꯕꯔꯁꯤꯡꯗꯥ ꯄꯥꯟꯗꯝ ꯊꯝꯂꯤꯕ, ꯄꯔꯁꯣꯅꯦꯂꯥꯏꯖ ꯇꯧꯔꯕ ꯀꯟꯇꯦꯟ ꯑꯃꯁꯨꯡ ꯄ꯭ꯔꯣꯃꯣꯁꯟꯁꯤꯡ ꯌꯧꯍꯟꯕꯥ, ꯂꯤꯗꯔꯁꯤꯡ ꯌꯣꯛꯈꯠꯄ ꯑꯃꯁꯨꯡ ꯀꯟꯕꯔꯁꯟ ꯍꯦꯟꯒꯠꯍꯟꯅꯕꯤ꯫ ꯀꯟꯇꯦꯟ ꯃꯥꯔꯀꯦꯇꯤꯡ ꯀꯁꯇꯃꯔꯁꯤꯡꯒ ꯂꯣꯏꯅꯅ ꯆꯠꯃꯤꯟꯅꯅꯕ ꯑꯃꯁꯨꯡ ꯇꯝꯕꯤꯅꯕ ꯑꯋꯥꯡꯕꯥ ꯊꯥꯛꯀꯤ, ꯚꯦꯜꯂꯨ-ꯗ꯭ꯔꯥꯏꯚꯟ ꯀꯟꯇꯦꯟ, ꯍꯥꯏꯕꯗꯤ ꯕ꯭ꯂꯣꯒ, ꯚꯤꯗꯤꯑꯣ ꯑꯃꯁꯨꯡ ꯏꯟꯐꯣꯒ꯭ꯔꯥꯐꯤꯛꯁ ꯁꯦꯝꯕꯥ ꯑꯃꯁꯨꯡ ꯁꯦꯌꯔ ꯇꯧꯕ, ꯅꯍꯥꯛꯀꯤ ꯕ꯭ꯔꯥꯟ ꯑꯁꯤ ꯏꯟꯗꯁꯇ꯭ꯔꯤꯗꯥ ꯋꯥꯈꯜ ꯂꯧꯁꯤꯡ ꯂꯩꯕꯥ ꯂꯨꯆꯤꯡꯕ ꯑꯃ ꯑꯣꯏꯅ ꯄꯣꯖꯤꯁꯟ ꯇꯧꯕ꯫